ꯍꯧꯖꯤꯛ ꯑꯣꯏꯔꯤꯕ ꯔꯥꯖꯅꯤꯇꯤꯒꯤ ꯑꯣꯏꯕ ꯋꯥꯐꯝ ꯑꯃꯒꯤ ꯃꯇꯥꯡꯗ ꯄꯥꯎꯒꯤ ꯋꯥꯔꯣꯜ ꯑꯃ ꯁꯝꯖꯤꯟꯅꯕꯤꯌꯨ꯫ ꯖꯁ꯭ꯇꯤꯁ ꯑꯦꯃꯤ ꯀꯣꯅꯤ ꯕꯦꯔꯦꯠ ꯂꯥꯛꯈꯤꯕꯗꯒꯤ ꯁꯨꯄ꯭ꯔꯤꯝ ꯀꯣꯔꯠꯅ ꯑꯍꯥꯟꯕ ꯑꯣꯏꯅ ꯑꯆꯧꯕ ꯑꯦꯕꯣꯔꯁꯟ ꯀꯦꯁ ꯑꯃ ꯌꯦꯡꯁꯤꯟꯅꯕ ꯂꯥꯛꯂꯤ ꯍꯥꯏꯅ ꯅ꯭ꯌꯨ ꯌ꯭ꯣꯔꯛ ꯇꯥꯏꯝꯁꯅ ꯔꯤꯄꯣꯔꯠ ꯇꯧꯈꯤ꯫ ꯃꯁꯤꯅ ꯄ꯭ꯔꯣꯁꯤꯗ꯭ꯌꯨꯑꯣꯔ ꯑꯁꯤꯒꯤ ꯑꯦꯛꯁꯦꯁ ꯍꯟꯊꯍꯟꯒꯅꯤ ꯍꯥꯏꯕꯒꯤ ꯊꯥꯖꯕ ꯌꯥꯝꯅ ꯂꯩ꯫ ꯁꯨꯄ꯭ꯔꯤꯝ ꯀꯣꯔꯠꯅ ꯂꯤꯁꯤꯡ ꯑꯃ ꯆꯃꯥꯄꯜ ꯍꯨꯝꯗꯔꯥ ꯍꯨꯝꯗꯣꯏꯗꯥ ꯔꯣ ꯋꯤ ꯋꯦꯗꯅ ꯂꯤꯡꯈꯠꯈꯤꯕ ꯀꯟꯁꯇꯤꯇ꯭ꯌꯨꯁꯅꯦꯜ ꯔꯥꯏꯠ ꯇꯨ ꯑꯦꯕꯣꯔꯁꯟ ꯑꯁꯤ ꯂꯧꯊꯣꯛꯄ ꯅꯠꯇꯔꯒ ꯒꯠ ꯇꯧꯕ ꯌꯥꯏ, ꯑꯦꯕꯣꯔꯁꯟꯒꯤ ꯍꯛꯁꯤꯡꯒꯤ ꯑꯦꯗꯕꯣꯀꯦꯠꯁꯁꯤꯡꯅ ꯀ꯭ꯣꯔꯠ ꯑꯁꯤꯅ ꯌꯥꯃꯅꯥ ꯂꯥꯞꯅ ꯆꯠꯂꯣꯏꯗꯕꯅꯤ ꯍꯥꯏꯅ ꯑꯁꯥ ꯇꯧꯔꯤ꯫ ꯃꯈꯣꯏꯅ ꯑꯀꯟꯕ ꯂꯥꯅꯐꯝ ꯑꯃꯒꯤꯗꯃꯛ ꯁꯦꯝ ꯁꯥꯔꯤ, ꯑꯃꯁꯨꯡ ꯃꯈꯣꯏꯅ ꯑꯍꯣꯡꯕ ꯑꯃ ꯄꯨꯔꯛꯄ ꯉꯝꯒꯅꯤ ꯍꯥꯏꯅ ꯈꯜꯂꯤꯕ ꯔꯥꯖ꯭ꯌꯁꯤꯡꯗ ꯃꯤꯠꯌꯦꯡ ꯊꯝꯂꯤ꯫ ꯋꯥꯍꯩ ꯇꯔꯥ ꯅꯠꯇꯔꯒ ꯃꯁꯤꯗꯒꯤ ꯍꯦꯟꯕ ꯋꯥꯍꯩ ꯁꯤꯖꯤꯟꯅꯗꯨꯅ ꯕ꯭ꯂꯣꯛꯆꯦꯟ ꯍꯥꯏꯕꯁꯤ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯕ꯭ꯂꯣꯛꯁꯤꯡꯗ ꯊꯝꯂꯤꯕ ꯇ꯭ꯔꯥꯟꯖꯦꯛꯁꯟꯁꯤꯡꯒꯤ ꯁꯦꯀ꯭ꯌꯨꯑꯣꯔ ꯑꯣꯏꯕ, ꯗꯤꯁꯦꯟꯇ꯭ꯔꯦꯂꯥꯏꯖ ꯇꯧꯔꯕ ꯂꯦꯖꯔ꯫ ꯍꯟꯗꯛꯇ ꯅꯍꯥꯛꯅ ꯁꯔꯨꯛ ꯌꯥꯈꯤꯕ ꯄꯤꯛꯅꯤꯛ ꯑꯃꯒꯤ ꯃꯇꯥꯡꯗ ꯋꯥꯍꯩ ꯑꯍꯨꯝ ꯏꯕꯤꯌꯨ꯫ ꯍꯟꯗꯛꯇ ꯑꯩꯍꯥꯛꯅ ꯑꯩꯍꯥꯛꯀꯤ ꯏꯆꯤꯜ-ꯏꯅꯥꯑꯣꯁꯤꯡꯒ ꯂꯣꯏꯅꯅ ꯃꯐꯝ ꯑꯗꯨꯒꯤ ꯄꯥ꯭ꯔꯛ ꯑꯃꯗ ꯅꯨꯡꯉꯥꯏꯔꯕ ꯄꯤꯛꯅꯤꯛ ꯑꯃꯗ ꯁꯔꯨꯛ ꯌꯥꯈꯤ꯫ ꯅꯣꯡꯖꯨ-ꯅꯨꯡꯁꯥ ꯑꯁꯤ ꯅꯨꯡꯉꯥꯏꯔꯕ ꯑꯃꯁꯨꯡ ꯅꯨꯃꯤꯠ ꯆꯨꯞꯄ ꯑꯃ ꯂꯩꯔꯝꯃꯤ, ꯑꯩꯈꯣꯏꯅ ꯅꯨꯡꯉꯥꯏꯔꯕ ꯀꯝꯕꯜ ꯑꯃꯗ ꯋꯥꯔꯤ ꯁꯥꯅꯗꯨꯅ ꯑꯃꯁꯨꯡ ꯅꯣꯛꯅꯕꯗ ꯃꯆꯤ ꯑꯣꯏꯕ ꯆꯤꯟꯖꯥꯛ ꯑꯃꯁꯨꯡ ꯊꯛꯅꯕ ꯏꯁꯤꯡꯒꯤ ꯃꯌꯥꯝ ꯑꯃ ꯅꯨꯡꯉꯥꯏꯈꯤ꯫ ꯄꯤꯛꯅꯤꯛ ꯑꯁꯤꯒꯤ ꯃꯔꯨꯑꯣꯏꯕ ꯋꯥꯐꯝꯗꯤ ꯐ꯭ꯔꯤꯁꯕꯤ ꯁꯥꯟꯅꯕ ꯑꯃꯁꯨꯡ ꯄꯥ꯭ꯔꯛ ꯑꯁꯤꯒꯤ ꯐꯖꯔꯕ ꯕꯥꯒꯥꯟꯁꯤꯡꯗ ꯅꯨꯡꯉꯥꯏꯅ ꯆꯠꯄ ꯑꯁꯤꯅꯤ꯫ ꯃꯃꯤꯡ ꯂꯩꯔꯕ ꯄꯥꯝꯕꯤꯗ ꯌꯨꯝꯐꯝ ꯑꯣꯏꯕ ꯆꯦꯐ ꯑꯃꯒꯤ ꯃꯇꯥꯡꯗ ꯔꯤꯁꯔꯆ ꯇꯧꯕꯤꯌꯨ, ꯃꯈꯣꯏꯒꯤ ꯀꯦꯔꯤꯌꯔꯒꯤ ꯃꯇꯥꯡꯗ ꯁꯝꯖꯤꯟꯅꯕꯤꯌꯨ ꯑꯃꯁꯨꯡ ꯃꯈꯣꯏꯒꯤ ꯋꯦꯕꯁꯥꯏꯠ ꯂꯤꯡꯛ ꯄꯤꯕꯤꯌꯨ꯫ ꯃꯃꯤꯡ ꯂꯩꯔꯕꯥ ꯄꯥꯝꯕꯤꯗ ꯌꯨꯝꯐꯝ ꯑꯣꯏꯕ ꯆꯦꯐ ꯑꯃꯗꯤ ꯇꯥꯜ ꯔꯣꯅꯦꯟꯅꯤ꯫ ꯃꯍꯥꯛ ꯂꯣꯁ ꯑꯦꯟꯖꯦꯜꯁꯇ ꯂꯩꯕ ꯆꯦꯐ ꯑꯃꯁꯨꯡ ꯔꯦꯁꯇꯣꯔꯦꯟꯠ ꯑꯃꯅꯤ, ꯃꯍꯥꯛ ꯚꯦꯒꯥꯟ ꯀꯨꯏꯖꯤꯟ ꯃꯇꯥꯡꯗ ꯃꯍꯥꯛꯀꯤ ꯑꯈꯪ-ꯑꯍꯩꯁꯤꯡꯒꯤꯗꯃꯛꯇ ꯈꯉꯅꯩ꯫ ꯃꯍꯥꯛ ꯅ꯭ꯌꯨ ꯌ꯭ꯣꯔꯛ ꯁꯤꯇꯤꯒꯤ ꯗꯤ ꯅꯦꯆꯦꯔꯦꯜ ꯒꯧꯔꯃꯦꯠ ꯏꯟꯁꯇꯤꯠꯌꯨꯠꯇ ꯇ꯭ꯔꯦꯅꯤꯡ ꯂꯧꯈꯤ ꯑꯃꯁꯨꯡ ꯑꯣꯄ꯭ꯔꯥ ꯋꯤꯟꯐ꯭ꯔꯦꯒꯤ ꯅꯨꯃꯤꯠ ꯀꯨꯟ ꯃꯥꯊꯣꯏꯅꯤꯒꯤ ꯚꯦꯒꯥꯟ ꯀ꯭ꯂꯤꯟꯖꯒꯤꯗꯃꯛ ꯚꯦꯒꯥꯟ ꯃꯤꯜ ꯑꯃ ꯁꯦꯝꯕꯒꯤꯗꯃꯛ ꯈ꯭ꯋꯥꯏꯗꯒꯤ ꯃꯃꯤꯡ ꯆꯠꯂꯤ꯫ ꯃꯍꯥꯛꯅꯥ ꯏꯂꯦꯟ ꯗꯤꯖꯦꯅꯦꯔꯦꯁ ꯑꯃꯁꯨꯡ ꯄꯣꯔꯇꯤꯌꯥ ꯗꯦ ꯔꯣꯁꯤꯒꯤ ꯂꯨꯍꯣꯡꯕ ꯌꯥꯎꯅ ꯍꯥꯏ-ꯄ꯭ꯔꯣꯐꯥꯏꯜ ꯊꯧꯔꯝ ꯀꯌꯥ ꯑꯃꯁꯨ ꯀꯦꯇꯔ ꯇꯧꯈꯤ꯫ ꯔꯣꯅꯦꯟ ꯑꯁꯤ ꯂꯣꯁ ꯑꯦꯟꯖꯦꯜꯁꯇ ꯂꯩꯕꯥ ꯃꯃꯤꯡ ꯂꯩꯔꯕꯥ ꯚꯦꯒꯥꯟ ꯔꯦꯁ꯭ꯇꯣꯔꯦꯟꯠ ꯀ꯭ꯔꯣꯁꯔꯣꯗꯁ ꯀꯤꯆꯦꯟꯒꯤ ꯂꯤꯡꯈꯠꯄꯥ ꯑꯃꯁꯨꯡ ꯆꯦꯐꯅꯤ꯫ ꯃꯍꯥꯛ ꯂꯥꯏꯔꯤꯛ ꯑꯅꯤꯒꯤ ꯑꯣꯊꯣꯔꯁꯨ ꯑꯣꯏꯔꯤ, "ꯗꯤ ꯀꯟꯁꯤꯌꯁ ꯀꯨꯛ" ꯑꯃꯁꯨꯡ "ꯀ꯭ꯔꯣꯁꯔꯣꯗꯁ: ꯑꯦꯛꯁꯇꯔꯥꯑꯣꯔꯗꯤꯅꯥꯔꯤ ꯔꯦꯁꯤꯄꯤꯁ ꯐ꯭ꯔꯝ ꯗ ꯔꯦꯁ꯭ꯇꯣꯔꯦꯟꯠ ꯗꯦꯠ ꯏꯖ ꯔꯤꯏꯟꯚꯦꯟꯇꯤꯡ ꯚꯦꯒꯥꯟ ꯀ꯭ꯌꯨꯖꯤꯟ", ꯃꯈꯣꯏꯁꯤꯡ ꯑꯁꯤꯅ ꯃꯍꯥꯛꯀꯤ ꯏꯃꯦꯖꯤꯅꯦꯇꯤꯕ ꯑꯃꯁꯨꯡ ꯅꯨꯡꯉꯥꯏꯕ ꯚꯦꯒꯥꯟꯒꯤ ꯆꯥꯛꯁꯤꯡ ꯎꯠꯂꯤ꯫ ꯃꯁꯛ ꯊꯣꯛꯄ ꯅꯣꯡꯁꯥ꯫ ꯑꯉꯛꯄ ꯁꯤꯡꯍ ꯑꯁꯤ ꯌꯦꯡꯅꯤꯡꯉꯥꯏ ꯑꯣꯏꯕ ꯃꯤꯠꯌꯦꯡ ꯑꯃꯅꯤ, ꯃꯁꯤꯒꯤ ꯑꯊꯥꯕꯥ ꯀꯣꯠ ꯑꯁꯤ ꯃꯉꯥꯜ ꯌꯥꯝꯅ ꯇꯥꯕ, ꯑꯐ꯭ꯔꯤꯀꯥꯒꯤ ꯅꯨꯃꯤꯠꯀꯤ ꯃꯈꯥꯗ ꯉꯥꯟꯊꯣꯛꯂꯤ꯫ ꯅꯨꯃꯤꯠꯀꯤ ꯃꯉꯥꯜꯅꯥ ꯊꯜꯂꯕ ꯁꯥꯚꯥꯅꯥꯒꯤ ꯃꯊꯛꯇ ꯂꯦꯡꯗꯅ ꯆꯠꯂꯤꯉꯩꯗ ꯅꯣꯡꯁꯥꯒꯤ ꯁꯛꯇꯤ ꯂꯩꯔꯕ ꯃꯁꯜꯁꯤꯡ ꯑꯗꯨ ꯆꯦꯟꯊꯔꯛꯏ, ꯃꯗꯨꯒꯤ ꯁꯅꯥꯒꯤ ꯃꯆꯨ ꯑꯗꯨ ꯇꯔꯨ ꯇꯅꯥꯟꯕ ꯅꯨꯡꯁꯤꯠꯇ ꯆꯦꯟꯊꯔꯛꯏ꯫ ꯁꯥꯁꯤꯡꯒꯤ ꯅꯤꯡꯊꯧ ꯑꯣꯏꯅ, ꯅꯣꯡꯁꯥꯅ ꯃꯁꯤꯕꯨ ꯎꯔꯤꯕ ꯃꯤꯑꯣꯏ ꯈꯨꯗꯤꯡꯃꯛꯇꯒꯤ ꯏꯀꯥꯏꯈꯨꯝꯅꯕ ꯑꯃꯁꯨꯡ ꯉꯛꯄ ꯌꯥꯊꯪ ꯄꯤ, ꯃꯁꯤꯒꯤ ꯊꯣꯏꯗꯣꯛꯄ ꯃꯤꯠꯌꯦꯡ ꯑꯃꯁꯨꯡ ꯈꯣꯟꯖꯦꯜ ꯊꯣꯛꯄ ꯈꯣꯟꯖꯦꯜꯅ꯫ ꯃꯁꯤꯒꯤ ꯑꯉꯛꯄ ꯁꯥ ꯑꯁꯤ ꯄꯥꯡꯒꯜ, ꯊꯧꯅꯥ ꯑꯃꯁꯨꯡ ꯁꯛꯇꯤꯒꯤ ꯃꯁꯛ ꯑꯃꯅꯤ, ꯃꯁꯤꯅ ꯆꯞ ꯃꯥꯟꯅꯕ ꯃꯑꯣꯡꯗ ꯑꯀꯤꯕ ꯑꯃꯁꯨꯡ ꯊꯥꯒꯠꯄ ꯄꯣꯈꯜꯂꯤ꯫ ꯅꯣꯡꯁꯥ ꯑꯁꯤ ꯇꯁꯦꯡꯅ ꯑꯉꯛꯄ ꯖꯤꯕ ꯑꯃꯅꯤ, ꯃꯁꯤꯕꯨ ꯎꯔꯤꯕꯥ ꯄꯨꯝꯅꯃꯛꯀꯤ ꯏꯃꯦꯖꯤꯅꯦꯁꯟ ꯑꯗꯨ ꯂꯧꯁꯤꯜꯂꯤ꯫